ꯃꯆꯤ ꯑꯣꯏꯕ ꯆꯤꯟꯖꯥꯛ ꯆꯥꯗꯕꯒꯤ ꯏꯐꯦꯛꯁꯤꯡ ꯑꯗꯨ ꯁꯟꯗꯣꯛꯅ ꯇꯥꯛꯅꯕ ꯋꯥꯍꯩ ꯑꯍꯨꯝ ꯏꯕꯤꯌꯨ꯫ ꯃꯆꯤ ꯑꯣꯏꯕ ꯆꯤꯟꯖꯥꯛ ꯆꯥꯗꯕꯅ ꯍꯛꯁꯦꯜꯒꯤ ꯁꯃꯁ꯭ꯌꯥ ꯀꯌꯥ ꯊꯣꯛꯍꯜꯂꯛꯄ ꯌꯥꯏ, ꯃꯗꯨꯒꯤ ꯃꯅꯨꯡꯗ ꯑꯔꯨꯝꯕꯥ ꯌꯥꯝꯅ ꯍꯟꯊꯔꯛꯄꯗꯒꯤ ꯍꯧꯔꯒꯥ ꯒ꯭ꯔꯣꯠ ꯍꯟꯊꯔꯛꯄ ꯐꯥꯎꯕ, ꯑꯃꯁꯨꯡ ꯏꯝꯃ꯭ꯌꯨꯟ ꯁꯤꯁꯇꯦꯝꯁꯤꯡ ꯁꯣꯟꯊꯕ ꯐꯥꯎꯕ ꯌꯥꯏ꯫ ꯃꯇꯝ ꯁꯥꯡꯅ, ꯃꯁꯤꯅ ꯗꯥꯏꯑꯦꯕꯦꯇꯤꯖ, ꯀꯥꯔꯗꯤꯑꯣꯚꯥꯁ꯭ꯀꯨꯂꯥꯔ ꯗꯤꯖꯤꯁ, ꯑꯃꯁꯨꯡ ꯀꯦꯟꯁꯔ ꯈꯔꯒꯨꯝꯕꯥ ꯀ꯭ꯔꯣꯅꯤꯛ ꯂꯥꯏꯅꯥꯁꯤꯡꯒꯤ ꯔꯤꯛꯁ ꯍꯦꯟꯒꯠꯍꯟꯕ ꯌꯥꯏ꯫ ꯐꯤꯖꯤꯀꯦꯜ ꯏꯐꯦꯛꯀꯤ ꯃꯊꯛꯇ ꯃꯁꯤꯅ ꯃꯔꯨꯑꯣꯏꯅ ꯑꯉꯥꯡꯁꯤꯡꯗ ꯀꯣꯒꯅꯤꯇꯤꯚ ꯏꯝꯄꯥꯌꯔꯃꯦꯟ ꯑꯃꯁꯨꯡ ꯗꯤꯚꯦꯂꯞꯃꯦꯟꯇ ꯊꯦꯡꯊꯍꯟꯅꯕꯁꯨ ꯌꯥꯏ꯫ ꯃꯃꯤꯡ: ꯅꯥꯠꯀꯤ ꯑꯣꯏꯕ ꯀꯤꯁꯃꯤꯟꯁꯤꯡ ꯄꯥꯟꯗꯝ: ꯀꯤꯁꯃꯤꯟꯗꯥ ꯀꯥꯔꯕꯣꯅꯦꯁꯟꯒꯤ ꯏꯐꯦꯛ ꯑꯗꯨ ꯌꯦꯡꯁꯤꯟꯅꯕ ꯑꯃꯁꯨꯡ ꯕꯨꯑꯣꯌꯦꯟꯁꯤꯒꯤ ꯃꯇꯥꯡꯗ ꯈꯪꯕ꯫ ꯃꯦꯇꯔꯤꯑꯦꯜꯁꯤꯡ: ꯑꯋꯥꯡꯕ ꯃꯌꯦꯛ ꯁꯦꯡꯕ ꯒ꯭ꯂꯥꯁ ꯅꯠꯇ꯭ꯔꯒꯥ ꯄ꯭ꯂꯥꯁꯇꯤꯛ ꯀꯞ ꯁꯣꯗꯥ ꯅꯠꯇ꯭ꯔꯒ ꯃꯌꯦꯛ ꯁꯦꯡꯕ ꯀꯥꯔꯕꯣꯟ ꯌꯥꯎꯕ ꯊꯛꯅꯕꯥ ꯏꯁꯤꯡ꯫ ꯏꯁꯤꯡ ꯊꯧꯑꯣꯡ: ꯀꯞ ꯑꯗꯨ ꯂꯝꯕꯤꯒꯤ ꯁꯔꯨꯛ ꯑꯍꯨꯝ ꯑꯍꯨꯝ ꯃꯔꯤ ꯀ꯭ꯂꯕ ꯁꯣꯗꯥꯅ ꯊꯛꯎ꯫ ꯀꯤꯁꯃꯤꯟꯁꯤꯡ ꯑꯗꯨ ꯑꯃꯨꯛ ꯍꯟꯅꯥ ꯀꯞ ꯑꯗꯨꯗꯥ ꯊꯥꯎ꯫ ꯀꯤꯁꯃꯤꯟꯁꯤꯡ ꯑꯗꯨ ꯃꯤꯅꯠ ꯈꯔꯒꯤ ꯑꯣꯏꯅ ꯌꯦꯡꯎ꯫ ꯑꯣꯞꯁꯅꯦꯜ: ꯁꯣꯗꯥꯒꯤ ꯃꯍꯨꯠꯇꯥ ꯏꯁꯤꯡ ꯁꯤꯖꯤꯟꯅꯗꯨꯅ ꯑꯦꯛꯁꯄꯔꯤꯃꯦꯟꯇ ꯑꯗꯨ ꯍꯟꯖꯤꯟ ꯍꯟꯖꯤꯟ ꯇꯧ꯫ ꯑꯄꯥꯝꯕ ꯐꯜꯁꯤꯡ: ꯁꯣꯗꯥꯗ, ꯀꯤꯁꯃꯤꯟꯁꯤꯡ ꯑꯁꯤ ꯑꯍꯥꯟꯕꯗꯥ ꯒ꯭ꯔꯦꯚꯤꯇꯤꯅ ꯃꯔꯝ ꯑꯣꯏꯗꯨꯅ ꯃꯈꯥꯗ ꯆꯦꯟꯊꯒꯅꯤ꯫ ꯑꯗꯨꯝ ꯑꯣꯏꯅꯃꯛ, ꯃꯤꯀꯨꯞ ꯈꯔꯒꯤ ꯃꯇꯨꯡꯗ ꯁꯣꯗꯥꯗ ꯂꯩꯕꯥ ꯀꯥꯔꯕꯣꯟ ꯗꯥꯏꯑꯣꯛꯁꯥꯏꯠꯀꯤ ꯈꯣꯡꯎꯞꯁꯤꯡ ꯑꯁꯤ ꯀꯤꯁꯃꯤꯟꯒꯤ ꯃꯊꯛꯇ ꯆꯦꯟꯊꯔꯛꯄ ꯍꯧꯔꯒꯅꯤ, ꯃꯗꯨꯅ ꯃꯔꯝ ꯑꯣꯏꯗꯨꯅ ꯃꯈꯣꯏ ꯑꯁꯤ ꯃꯊꯛꯇ ꯆꯦꯟꯊꯔꯛꯄ ꯌꯥꯏ꯫ ꯕꯨꯕꯜꯁꯤꯡ ꯑꯗꯨ ꯃꯊꯛꯇꯥ ꯌꯧꯔꯛꯄ ꯑꯃꯁꯨꯡ ꯄꯣꯞꯊꯣꯛꯂꯕ ꯃꯇꯨꯡꯗ, ꯀꯤꯁꯃꯤꯟꯁꯤꯡ ꯑꯗꯨ ꯑꯃꯨꯛ ꯍꯟꯅ ꯏꯁꯤꯡꯗ ꯆꯦꯟꯊꯔꯛꯀꯅꯤ꯫ ꯃꯁꯤ ꯃꯤꯅꯤꯠ ꯀꯌꯥ ꯃꯈꯥ ꯆꯠꯊꯒꯅꯤ, ꯃꯁꯤꯅꯥ ꯀꯤꯁꯃꯤꯟꯁꯤꯡ ꯑꯁꯤ ꯀꯞ ꯑꯗꯨꯗ ꯅꯥꯠ ꯑꯣꯏꯅ ꯎꯕ ꯐꯪꯒꯅꯤ꯫ ꯏꯁꯤꯡꯗ ꯀꯤꯁꯃꯤꯟꯁꯤꯡ ꯑꯁꯤ ꯃꯈꯥꯗ ꯆꯦꯟꯊꯈꯤꯒꯅꯤ ꯑꯃꯁꯨꯡ ꯃꯐꯝ ꯑꯗꯨꯗ ꯂꯩꯒꯅꯤ꯫ ꯃꯁꯛ ꯈꯪꯗꯣꯛꯄ: ꯑꯦꯛꯁꯄꯔꯤꯃꯦꯟ ꯑꯁꯤꯅꯥ ꯕꯨꯑꯣꯌꯦꯟꯁꯤꯒꯤ ꯋꯥꯈꯜꯂꯣꯟ ꯑꯗꯨ ꯎꯠꯂꯤ, ꯃꯗꯨꯗꯤ ꯄꯣꯠꯁꯛ ꯑꯃꯅ ꯂꯤꯛꯀ꯭ꯋꯤꯠ ꯑꯃꯗ ꯆꯦꯟꯊꯕ ꯉꯝꯕꯒꯤ ꯃꯄꯥꯡꯒꯜ ꯑꯗꯨꯅꯤ꯫ ꯁꯣꯗꯥꯗ ꯂꯩꯕ ꯀꯥꯔꯕꯣꯟ ꯗꯥꯏꯑꯣꯛꯁꯥꯏꯠ ꯒ꯭ꯌꯥꯁꯀꯤ ꯕꯨꯕꯜꯁꯤꯡ ꯑꯁꯤ ꯂꯤꯛꯀ꯭ꯋꯤꯠꯇꯒꯤ ꯍꯦꯟꯅꯥ ꯂꯨꯝꯃꯤ, ꯃꯔꯝ ꯑꯗꯨꯅ ꯃꯈꯣꯏ ꯑꯁꯤ ꯃꯊꯛꯇ ꯋꯥꯡꯈꯠꯂꯛꯏ꯫ ꯍꯥꯏꯔꯤꯕ ꯕꯨꯕꯜꯁꯤꯡ ꯑꯁꯤꯅ ꯀꯤꯁꯃꯤꯟꯁꯤꯡꯗ ꯆꯦꯟꯕꯥ ꯃꯇꯝꯗ, ꯃꯈꯣꯏꯅ ꯀꯤꯁꯃꯤꯟꯁꯤꯡꯒꯤ ꯑꯄꯨꯟꯕꯥ ꯗꯦꯟꯁꯤꯇꯤ ꯍꯟꯊꯍꯜꯂꯤ, ꯃꯗꯨꯅ ꯃꯈꯣꯏꯁꯨ ꯃꯊꯛꯇꯥ ꯆꯦꯟꯊꯕꯥ ꯌꯥꯍꯜꯂꯤ꯫ ꯕꯨꯕꯜꯁꯤꯡ ꯑꯗꯨ ꯄꯣꯟꯊꯣꯛꯄ ꯃꯇꯝꯗ, ꯀꯤꯁꯃꯤꯟꯁꯤꯡꯅ ꯃꯈꯣꯏꯒꯤ ꯕ꯭ꯌꯨꯖꯤꯅꯦꯁ ꯑꯗꯨ ꯃꯥꯡꯈꯤ ꯑꯃꯁꯨꯡ ꯑꯃꯨꯛ ꯍꯟꯅꯥ ꯏꯁꯤꯡꯗ ꯆꯦꯟꯊꯈꯤ꯫ ꯑꯦꯛꯁꯇꯦꯟꯁꯟꯒꯤ ꯋꯥꯈꯜꯂꯣꯟꯁꯤꯡ: ꯇꯣꯉꯥꯟ ꯇꯣꯉꯥꯟꯕ ꯃꯈꯜꯒꯤ ꯁꯣꯗꯥ ꯅꯠꯇ꯭ꯔꯒ ꯑꯇꯣꯞꯄ ꯀꯥꯔꯕꯣꯟ ꯌꯥꯎꯕ ꯊꯛꯅꯕꯥ ꯏꯁꯤꯡ ꯁꯤꯖꯤꯟꯅꯗꯨꯅꯥ, ꯅꯠꯇ꯭ꯔꯒ ꯑꯪꯒꯨꯔ, ꯄꯣꯞꯀ꯭ꯔꯟ ꯀꯔꯅꯦꯜ ꯅꯠꯇ꯭ꯔꯒ ꯑꯄꯤꯛꯄ ꯀꯦꯟꯗꯤꯗꯦꯠꯒꯨꯝꯕꯥ ꯇꯣꯉꯥꯟ ꯇꯣꯉꯥꯟꯕ ꯄꯣꯠꯂꯝꯁꯤꯡꯒ ꯂꯣꯏꯅꯅ ꯑꯦꯛꯁꯄꯔꯤꯃꯦꯟꯇ ꯑꯁꯤ ꯍꯣꯠꯅꯕꯤꯌꯨ꯫ ꯂꯤꯛꯀ꯭ꯋꯤꯠ ꯑꯗꯨꯗ ꯄꯣꯠꯁꯛꯁꯤꯡ ꯑꯗꯨꯅ ꯀꯔꯝꯅ ꯂꯝꯆꯠ-ꯁꯥꯖꯠ ꯆꯠꯂꯤꯕꯒꯦ ꯍꯥꯏꯕꯒꯤ ꯈꯦꯠꯅꯕꯥ ꯑꯗꯨ ꯌꯦꯡꯎ꯫